ꯄꯨꯟꯁꯤ ꯋꯥꯔꯤ ꯖꯦꯅꯤꯐꯔ ꯂꯧꯈꯥꯝ ꯑꯁꯤ ꯑꯄꯤꯛꯄ ꯑꯣꯏꯔꯝꯕ ꯌꯥꯏ ꯑꯗꯨꯕꯨ ꯃꯍꯥꯛ ꯑꯁꯤ ꯑꯊꯨꯝꯕ ꯑꯃꯁꯨꯡ ꯌꯥꯝꯅ ꯄꯨꯛꯅꯤꯡ ꯆꯤꯡꯁꯤꯟꯅꯤꯡꯉꯥꯏ ꯑꯣꯏꯕ ꯅꯨꯄꯤꯃꯆꯥ ꯑꯃꯅꯤ, ꯍꯧꯖꯤꯛꯇꯤ ꯃꯅꯤꯄꯨꯔꯤ ꯁꯤꯅꯦꯃꯥꯒꯤ ꯑꯅꯧꯕ ꯃꯁꯛ ꯑꯣꯏꯔꯦ꯫ ꯗ꯭ꯔꯃꯥ, ꯁꯨꯃꯥꯡ ꯂꯤꯂꯥ, ꯃ꯭ꯌꯨꯖꯤꯛ ꯚꯤꯗꯤꯑꯣꯁꯤꯡ ꯑꯃꯁꯨꯡ ꯃꯃꯤ ꯀꯨꯝꯍꯩꯁꯤꯡꯒꯤ ꯃꯈꯜꯁꯤꯡꯗ ꯍꯩꯊꯣꯏ-ꯁꯤꯡꯊꯣꯏꯔꯕ ꯃꯃꯤꯔꯣꯏ ꯀꯌꯥꯒꯤ ꯐꯖꯔꯕ ꯄꯔꯐꯣꯃꯦꯟꯁꯁꯤꯡꯅ ꯃꯍꯥꯛꯄꯨ ꯏꯊꯤꯜ ꯄꯤꯈ꯭ꯔꯦ꯫ ꯃꯍꯥꯛꯀꯤ ꯈꯨꯠꯁꯥ ꯍꯩꯕꯒꯤ ꯑꯄꯥꯝꯕ ꯑꯃꯁꯨꯡ ꯀꯂꯥꯗ ꯌꯥꯎꯔꯤꯕ ꯃꯍꯥꯎ ꯑꯃꯁꯨꯡ ꯍꯩꯁꯤꯡꯕ ꯑꯁꯤꯅ ꯌꯥꯝꯅ ꯐꯖꯅ ꯊꯥꯒꯠꯄꯒ ꯂꯣꯏꯅꯅ, ꯃꯍꯥꯛꯄꯨ ꯃꯅꯤꯄꯨꯔꯤ ꯃꯃꯤ ꯀꯨꯝꯍꯩꯒꯤ ꯂꯝꯗ ꯃꯃꯤꯡ ꯂꯩꯔꯕ ꯁꯤꯟꯅꯥꯏꯕ ꯑꯃ ꯑꯣꯏꯅꯕ ꯄꯨꯛꯅꯤꯡ ꯊꯧꯒꯠꯂꯤ꯫ꯑꯩꯈꯣꯏꯒꯤ ꯂꯩꯕꯥꯛꯀꯤ ꯀꯂꯥ ꯑꯃꯁꯨꯡ ꯆꯠꯅꯕꯤ ꯌꯣꯛꯈꯠꯅꯕ ꯈꯛꯇ ꯅꯠꯇꯅ ꯈꯨꯟꯅꯥꯏꯒꯤ ꯍꯤꯔꯝꯁꯤꯡꯗ ꯃꯍꯥꯛꯀꯤ ꯂꯥꯏꯌꯦꯛꯁꯤꯡꯗ ꯑꯐ-ꯐꯠꯇꯒꯤ ꯑꯣꯏꯕ ꯃꯒꯨꯟꯁꯤꯡꯁꯨ ꯎꯠꯅꯕ ꯄꯨꯛꯅꯤꯡ ꯊꯧꯒꯠꯂꯤ꯫ ꯃꯅꯤꯄꯨꯔꯤ ꯁꯤꯅꯦꯃꯥ, ꯕꯣꯂꯤꯋꯨꯠ, ꯍꯣꯂꯤꯋꯨꯠ ꯑꯃꯁꯨꯡ ꯈꯥ-ꯅꯣꯡꯄꯣꯛ ꯑꯦꯁꯤꯌꯥꯒꯤ ꯃꯃꯤꯡ ꯂꯩꯔꯕ ꯃꯃꯤꯔꯣꯏꯁꯤꯡꯗꯒꯤ ꯌꯥꯝꯅ ꯂꯨꯅ ꯏꯊꯤꯜ ꯂꯧꯗꯨꯅ, ꯖꯦꯅꯤꯐꯔꯅ ꯃꯇꯤꯛ ꯆꯥꯕ ꯑꯃꯁꯨꯡ ꯀꯔꯤꯒꯨꯝꯕ ꯑꯃ ꯇꯧꯅꯕ ꯑꯃꯁꯨꯡ ꯀꯂꯥꯒꯤ ꯃꯥꯂꯦꯝꯗ ꯃꯁꯥꯕꯨ ꯃꯐꯝ ꯑꯃ ꯐꯪꯅꯕ ꯉꯥꯏꯔꯤ꯫ ꯃꯗꯨꯒꯤꯗꯃꯛ, ꯃꯍꯥꯛꯅ ꯃꯔꯨꯑꯣꯏꯅ ꯅꯍꯥꯁꯤꯡꯒꯤ ꯋꯥꯈꯜꯗ ꯑꯐ-ꯐꯠꯇꯒꯤ ꯑꯣꯏꯕ ꯇꯝꯕꯤꯕꯁꯤꯡ ꯄꯨꯔꯛꯅꯕ ꯃꯇꯤꯛ ꯆꯥꯕ ꯋꯥꯈꯜꯂꯣꯟ ꯂꯩꯕ ꯍꯤꯔꯝ ꯑꯃꯁꯨꯡ ꯋꯥꯔꯤ ꯑꯗꯨ ꯆꯦꯛꯁꯤꯟꯅ ꯌꯦꯡꯉꯤ꯫ ꯖꯒꯣꯏ ꯑꯃꯁꯨꯡ ꯁꯛꯇꯝ ꯂꯥꯡꯕꯗ ꯃꯍꯥꯛꯀꯤ ꯑꯄꯥꯝꯕ ꯑꯗꯨ ꯈꯪꯂꯗꯨꯅ, ꯖꯦꯅꯤꯐꯔ ꯂꯧꯈꯥꯝꯒꯤ ꯃꯃꯥ-ꯃꯄꯥꯅ ꯃꯇꯝ ꯄꯨꯝꯅꯃꯛꯇ ꯖꯦꯅꯤꯐꯔꯕꯨ ꯃꯍꯥꯛꯀꯤ ꯁꯤꯟꯐꯝꯗ ꯍꯦꯟꯅ ꯐꯕ ꯈꯨꯗꯣꯡꯆꯥꯕꯁꯤꯡ ꯐꯪꯅꯕ ꯃꯇꯦꯡ ꯄꯥꯡꯗꯨꯅ ꯂꯥꯛꯂꯤ꯫ ꯄꯨꯛꯅꯤꯡ ꯆꯤꯡꯁꯤꯟꯅꯤꯡꯉꯥꯏ ꯑꯣꯏꯕꯗꯤ ꯃꯍꯥꯛꯀꯤ ꯅꯦꯅꯦ ꯁꯅꯥ, ꯅꯦꯅꯦ ꯔꯃꯅꯤ, ꯏꯃꯥꯁꯤ ꯑꯃꯁꯨꯡ ꯑꯕꯣꯛꯅ ꯖꯦꯅꯤꯐꯔꯗ ꯃꯤꯑꯣꯏ ꯑꯃꯒꯤ ꯊꯧꯗꯥꯡ ꯑꯃꯁꯨꯡ ꯑꯄꯥꯝꯕꯁꯤꯡ ꯂꯧꯋꯤ ꯑꯗꯨꯒ ꯌꯣꯏꯃꯥꯌꯥꯏ ꯃꯣꯡꯁꯥꯕꯥ ꯑꯃꯁꯨꯡ ꯔꯤꯁꯤꯅ ꯃꯍꯥꯛꯀꯤꯗꯃꯛ ꯃꯃꯤ ꯀꯨꯝꯍꯩ ꯀꯧꯕ ꯀꯂꯥꯒꯤ ꯃꯑꯣꯡ ꯑꯁꯤꯗ ꯂꯝꯕꯤ ꯁꯦꯝꯈꯤ꯫ ꯃꯍꯥꯛꯀꯤ ꯃꯃꯥ-ꯃꯄꯥ ꯑꯃꯁꯨꯡ ꯃꯍꯥꯛꯀꯤ ꯂꯝꯖꯤꯡ-ꯂꯝꯇꯥꯛꯄꯁꯤꯡꯒꯤ ꯊꯧꯖꯥꯜꯒ ꯂꯣꯏꯅꯅ, ꯃꯍꯥꯛꯅ ꯃꯈꯣꯏꯒꯤ ꯑꯄꯥꯝꯕ ꯃꯇꯨꯡ ꯏꯟꯅ ꯈ꯭ꯋꯥꯏꯗꯒꯤ ꯐꯖꯅ ꯄꯥꯡꯊꯣꯛꯀꯅꯤ ꯍꯥꯏꯅ ꯊꯥꯖꯩ ꯑꯃꯁꯨꯡ ꯃꯍꯥꯛꯅ ꯃꯁꯤ ꯁꯣꯏꯗꯅ ꯇꯧꯒꯅꯤ ꯍꯥꯏꯅ ꯊꯥꯖꯕ ꯊꯝꯂꯤ ꯍꯥꯏꯅ ꯃꯍꯥꯛꯅ ꯍꯥꯏ꯫ ꯃꯍꯥꯛꯅ ꯑꯍꯥꯟꯕ ꯑꯣꯏꯅ ꯀꯦꯃꯦꯔꯥꯒ ꯃꯥꯌꯣꯛꯅꯈꯤꯕ ꯃꯇꯝ ꯑꯗꯨ ꯃꯍꯥꯛꯅ ꯅꯤꯡꯁꯤꯡꯉꯤ꯫ ꯃꯍꯥꯛꯅ 'ꯁ꯭ꯇꯦꯖꯀꯤ ꯑꯀꯤꯕ' ꯈꯔ ꯐꯥꯎꯈꯤ, ꯑꯗꯨꯝ ꯑꯣꯏꯅꯃꯛ ꯃꯍꯥꯛꯅ ꯆꯦꯛꯁꯤꯟꯅ ꯑꯃꯁꯨꯡ ꯊꯧꯅꯥ ꯐꯅ ꯃꯗꯨꯕꯨ ꯃꯥꯏꯊꯤꯕ ꯄꯤꯗꯨꯅ ꯊꯥꯖꯕ ꯐꯪꯅꯕ ꯑꯃꯁꯨꯡ ꯃꯍꯥꯛꯀꯤ ꯈ꯭ꯋꯥꯏꯗꯒꯤ ꯐꯕ ꯊꯕꯛ ꯇꯧꯈꯤ꯫ ꯇꯥꯡꯀꯛ ꯑꯁꯤ ꯂꯣꯏꯔꯕ ꯃꯇꯨꯡꯗ, ꯃꯍꯥꯛꯅ ꯍꯥꯏ ꯃꯗꯨꯗꯤ ꯃꯁꯤ "ꯃꯍꯥꯛꯀꯤ ꯍꯣꯠꯅꯕꯗ ꯎꯠꯂꯤꯕ ꯑꯁꯥꯒꯤ ꯃꯉꯥꯜ ꯑꯗꯨ ꯐꯥꯎꯕꯒꯨꯝꯅꯤ"꯫ ꯖꯦꯅꯤꯐꯔ ꯂꯧꯈꯥꯝꯅ ꯑꯍꯥꯟꯕ ꯑꯣꯏꯅ ꯃꯍꯦꯁꯀ ꯂꯣꯏꯅꯅꯥ 'ꯅꯪꯅꯥ ꯅꯨꯡꯁꯤ ꯀꯥꯏꯅꯥ' ꯀꯧꯕ ꯏꯁꯩ-ꯅꯣꯡꯃꯥꯏꯒꯤ ꯚꯤꯗꯤꯑꯣ ꯑꯃꯗ ꯁꯛꯇꯝ ꯂꯥꯡꯈꯤ꯫ ꯁꯦꯠꯁꯤꯡꯗ ꯅꯣꯡꯃꯩ ꯀꯥꯞꯄ ꯑꯗꯨ ꯐꯖꯅ ꯆꯠꯊꯈꯤ꯫ ꯃꯍꯥꯛꯀꯤ ꯑꯍꯥꯟꯕ ꯃ꯭ꯌꯨꯖꯤꯛ ꯚꯤꯗꯤꯑꯣꯒꯤ ꯃꯇꯨꯡꯗ ꯃꯍꯥꯛꯅ ꯐꯪꯈꯤꯕ ꯊꯥꯒꯠꯄꯁꯤꯡ ꯑꯗꯨꯒ ꯂꯣꯏꯅꯅ, ꯃꯍꯥꯛꯅ ꯍꯧꯖꯤꯛ ꯐꯥꯎꯕꯗ ꯃꯅꯤꯄꯨꯔꯤ ꯃ꯭ꯌꯨꯖꯤꯛ ꯚꯤꯗꯤꯑꯣ ꯇꯔꯥꯃꯔꯤ ꯍꯦꯟꯕꯗ ꯁꯛꯇꯝ ꯂꯥꯡꯅꯕ ꯆꯠꯈ꯭ꯔꯦ꯫ ꯑꯉꯛꯄ ꯑꯣꯏꯅ, ꯃꯍꯥꯛꯅ ꯁꯛꯇꯝ ꯂꯥꯡꯈꯤꯕ ꯏꯁꯩ-ꯅꯣꯡꯃꯥꯏꯒꯤ ꯚꯤꯗꯤꯑꯣ ꯄꯨꯝꯅꯃꯛ ꯑꯌꯦꯡꯕꯁꯤꯡꯅ ꯄꯥꯝꯃꯤ ꯑꯃꯁꯨꯡ ꯍꯤꯠ ꯑꯣꯏꯔꯦ꯫ ꯍꯧꯖꯤꯛꯀꯤ ꯑꯣꯏꯅ ꯃꯍꯥꯛꯀꯤ ꯈꯨꯠꯇ ꯑꯅꯧꯕ ꯊꯕꯛ ꯀꯨꯟꯇꯔꯦꯠ ꯍꯦꯟꯅ ꯂꯩꯔꯤ ꯃꯗꯨꯒꯤ ꯃꯅꯨꯡꯗ ꯇꯔꯥꯃꯥꯄꯜꯗꯤ ꯌꯥꯝꯅ ꯊꯨꯅ ꯊꯥꯗꯣꯛꯅꯕ ꯁꯦꯝ ꯁꯥꯔꯤ꯫ ꯏꯁꯩ-ꯅꯣꯡꯃꯥꯏꯒꯤ ꯚꯤꯗꯤꯑꯣꯁꯤꯡꯗ ꯃꯍꯥꯛꯀꯤ ꯄꯔꯐꯣꯃꯦꯟꯁ ꯑꯗꯨ ꯎꯕ ꯐꯪꯉꯤ ꯑꯃꯁꯨꯡ ꯑꯊꯨꯕ ꯃꯇꯝꯗ ꯄꯤꯂꯨ ꯍꯩꯒ꯭ꯔꯨꯖꯝꯒꯤ "ꯑꯐ꯭ꯔꯤꯀꯥꯟ ꯂꯩꯁꯥꯕꯤ"ꯗ ꯁꯄꯣꯔꯇꯤꯡ ꯔꯣꯜ ꯑꯃ ꯃꯍꯥꯛꯄꯨ ꯄꯤꯈꯤ꯫ ꯃꯁꯤꯒꯤ ꯃꯃꯤ ꯀꯨꯝꯍꯩ ꯑꯁꯤ ꯍꯟꯗꯛꯇ ꯐꯣꯡꯈ꯭ꯔꯦ꯫ ꯃꯍꯥꯛꯀꯤ ꯃꯊꯪꯒꯤ ꯊꯕꯛ ꯑꯁꯤ ꯌꯣꯏꯃꯥꯌꯥꯏꯅ ꯂꯝꯖꯤꯡ-ꯂꯝꯇꯥꯛꯈꯤꯕ 'ꯂꯝꯖꯦꯜ' ꯀꯧꯕ ꯃꯃꯤ ꯀꯨꯝꯍꯩ ꯑꯗꯨꯗ ꯃꯔꯨꯑꯣꯏꯕ ꯃꯃꯤꯔꯣꯏꯒꯤ ꯁꯛꯇꯝ ꯂꯥꯡꯕꯅꯤ꯫ ꯃꯇꯝ ꯑꯗꯨꯃꯛꯇꯗ, ꯖꯦꯅꯤꯐꯔꯅ ꯃꯍꯥꯛꯀꯤ ꯇꯔꯥꯁꯨꯕ ꯊꯥꯛꯀꯤ ꯕꯣ꯭ꯔꯠꯀꯤ ꯄꯔꯤꯈꯥꯁꯤꯡꯗ ꯌꯥꯎꯅꯕ ꯁꯦꯝ ꯁꯥꯔꯤ꯫ ꯃꯍꯥꯛꯀꯤ ꯑꯄꯥꯝꯕꯒ ꯆꯥꯅꯕ ꯑꯀꯛꯅꯕ ꯊꯧꯗꯥꯡ ꯅꯠꯇ꯭ꯔꯒ ꯁꯛꯇꯝ ꯑꯃꯗ ꯊꯕꯛ ꯇꯧꯕꯒꯤ ꯃꯍꯨꯠꯇ, ꯃꯍꯥꯛꯅ ꯃꯍꯥꯛꯀꯤ ꯁꯛꯇꯝ ꯑꯗꯨ ꯃꯀꯣꯛ ꯑꯃꯁꯨꯡ ꯊꯃꯣꯏꯒꯤ ꯅꯨꯄꯤ ꯑꯃꯒꯤ ꯁꯛꯇꯝ ꯑꯃ ꯑꯣꯏꯒꯅꯤ ꯍꯥꯏꯅ ꯃꯥꯡꯖꯧꯅꯅ ꯎꯠꯄ ꯃꯇꯤꯛ ꯆꯥꯕ ꯅꯨꯄꯤꯒꯤ ꯁꯛꯇꯝ ꯑꯃ ꯑꯣꯏꯅ ꯎꯠꯅꯕ ꯁꯦꯝ ꯁꯥꯔꯤ꯫ ꯃꯍꯥꯛꯅ ꯃꯤꯌꯥꯝꯅ ꯑꯆꯧꯕ ꯃꯑꯣꯡꯗ ꯑꯐ-ꯐꯠꯇ ꯃꯔꯥꯏ ꯆꯥꯏꯊꯔꯛꯄꯒꯤ ꯃꯥꯌꯣꯛꯇ ꯄꯥꯎꯈꯨꯝ ꯄꯤꯒꯗꯕꯅꯤ ꯍꯥꯏꯅ ꯄꯥꯝꯃꯤ ꯑꯃꯁꯨꯡ ꯃꯃꯤ ꯀꯨꯝꯍꯩꯁꯤꯡꯗ ꯅꯨꯄꯤꯒꯤ ꯁꯛꯇꯝ ꯂꯥꯡꯕꯒꯤ ꯁꯔꯨꯛ ꯑꯃ